ꯀꯁ꯭ꯇꯃꯔ ꯑꯗꯨꯕꯨ ꯑꯩꯈꯣꯏꯒꯤ ꯄꯣꯔꯆꯦꯁ ꯑꯗꯨ ꯃꯈꯥ ꯆꯠꯊꯅꯕ ꯄꯨꯛꯅꯤꯡ ꯊꯧꯒꯠꯄ ꯀ꯭ꯔꯤꯌꯦꯇꯤꯕ ꯔꯦꯁꯄꯣꯟꯁ ꯑꯃ ꯄꯨꯊꯣꯛꯄꯤꯌꯨ꯫ ꯀꯁ꯭ꯇꯃꯔꯅ ꯑꯀꯛꯅꯕ ꯄꯣꯠꯂꯝ ꯑꯃ ꯂꯧꯕꯗ ꯁꯣꯏꯗꯅ ꯈꯪꯕ ꯉꯝꯗꯦ꯫ ꯑꯩꯍꯥꯛꯅ ꯈꯪꯏ ꯃꯗꯨꯗꯤ ꯄꯣꯠ ꯑꯃ ꯌꯣꯟꯕ‌ ꯋꯥꯔꯦꯞ ꯂꯧꯕ ꯑꯁꯤ ꯑꯔꯨꯕ ꯑꯣꯏꯕ ꯌꯥꯏ, ꯑꯗꯨꯕꯨ ꯑꯩꯍꯥꯛꯅ ꯑꯗꯣꯝꯗ ꯊꯥꯖꯕ ꯄꯤꯖꯔꯤ ꯃꯗꯨꯗꯤ ꯄꯣꯠꯊꯣꯛ ꯑꯁꯤꯅ ꯑꯇꯣꯞꯄ ꯀꯁ꯭ꯇꯃꯔꯁꯤꯡꯗꯒꯤ ꯑꯉꯛꯄ ꯔꯤꯚ꯭ꯌꯨꯁꯤꯡ ꯐꯪꯈ꯭ꯔꯦ ꯑꯃꯁꯨꯡ ꯃꯁꯤꯅ ꯑꯗꯣꯝꯒꯤ ꯄꯨꯟꯁꯤꯕꯨ ꯇꯁꯦꯡꯅ ꯍꯦꯟꯅ ꯃꯄꯥꯡꯒꯜ ꯀꯜꯍꯟꯕ ꯉꯝꯒꯅꯤ꯫ ꯄ꯭ꯂꯥꯁ, ꯄꯨꯟꯁꯤ ꯑꯁꯤ ꯌꯥꯝꯅ ꯀꯨꯏꯕꯅꯤ, ꯑꯩꯈꯣꯏꯗ ꯅꯨꯡꯉꯥꯏꯕ ꯑꯃꯁꯨꯡ ꯅꯨꯡꯉꯥꯏꯕ ꯄꯨꯔꯛꯄ ꯉꯝꯕ ꯋꯥꯐꯝꯁꯤꯡ ꯑꯁꯤ ꯌꯥꯎꯗꯕ ꯌꯥꯏ, ꯑꯗꯨꯅ ꯀꯔꯤꯒꯤꯗꯃꯛ ꯃꯁꯤ ꯍꯣꯠꯅꯗ꯭ꯔꯤꯕꯅꯣ? ꯑꯃꯁꯨꯡ ꯅꯤꯡꯁꯤꯡꯕꯤꯌꯨ, ꯀꯔꯤꯒꯨꯝꯕꯥ ꯃꯔꯝ ꯈꯔꯗꯒꯤ ꯃꯁꯤꯅ ꯅꯍꯥꯛꯀꯤ ꯑꯦꯛꯁꯄꯦꯛꯇꯦꯁꯟ ꯑꯗꯨꯒ‌ ꯃꯥꯟꯅꯗꯕ ꯇꯥꯔꯕꯗꯤ, ꯅꯍꯥꯛꯅ ꯃꯇꯝ ꯄꯨꯝꯅꯃꯛꯇ ꯃꯁꯤ ꯍꯜꯂꯛꯄ ꯅꯠꯇꯔꯒ ꯑꯦꯛꯁꯆꯦꯟꯖ ꯇꯧꯕꯒꯤ ꯑꯣꯞꯁꯟ ꯂꯩ꯫ ꯑꯗꯨꯅ ꯃꯥꯡꯂꯣꯝꯗ ꯆꯪꯁꯤꯜꯂꯨ ꯑꯃꯁꯨꯡ ꯈꯣꯡꯊꯥꯡ ꯑꯗꯨ ꯂꯧꯈꯠꯂꯨ, ꯅꯍꯥꯛꯅ ꯅꯨꯡꯉꯥꯏꯇꯕ ꯐꯥꯎꯔꯣꯏ꯫ ꯃꯤꯗꯋꯦꯌꯔꯒꯤ ꯂꯥꯟꯐꯞꯗ ꯊꯣꯛꯈꯤꯕ ꯊꯧꯗꯣꯛꯁꯤꯡ ꯑꯗꯨ ꯐꯣꯡꯗꯣꯛꯄꯤꯌꯨ꯫ ꯂꯤꯁꯤꯡ ꯑꯃꯒ ꯆꯃꯥꯄꯜ ꯅꯤꯐꯨꯅꯤꯊꯣꯏꯒꯤ ꯖꯨꯟ ꯃꯔꯤ ꯑꯃꯁꯨꯡ ꯇꯔꯦꯠꯀꯤ ꯃꯔꯛꯇ ꯊꯣꯛꯈꯤꯕ ꯃꯤꯗꯋꯦꯌꯔꯒꯤ ꯂꯥꯟ ꯑꯁꯤ ꯏꯝꯄꯤꯔꯤꯑꯦꯜ ꯖꯄꯥꯅꯤꯖ ꯅꯦꯚꯤ ꯑꯃꯁꯨꯡ ꯌꯨꯅꯥꯏꯇꯦꯗ ꯁ꯭ꯇꯦꯇꯁ ꯅꯦꯚꯤꯒꯤ ꯃꯔꯛꯇ ꯃꯥꯂꯦꯝꯒꯤ ꯂꯥꯟꯖꯥꯎ ꯑꯅꯤꯁꯨꯕꯒꯤ ꯃꯔꯨꯑꯣꯏꯕ ꯅꯦꯚꯤꯒꯤ ꯂꯥꯟ ꯑꯃꯅꯤ꯫ ꯃꯁꯤ ꯄꯦꯁꯤꯐꯤꯛ ꯊꯤꯌꯦꯇꯔ ꯑꯣꯐ ꯑꯣꯄ꯭ꯔꯦꯁꯟꯁꯤꯡꯗ ꯊꯣꯛꯈꯤ, ꯑꯃꯁꯨꯡ ꯂꯥꯟꯒꯤ ꯇꯔꯅꯤꯡ ꯄꯣꯏꯟꯇ ꯑꯃ ꯑꯣꯏꯅ ꯂꯧꯅꯩ꯫ ꯂꯤꯁꯤꯡ ꯑꯃꯒ ꯆꯃꯥꯄꯜ ꯅꯤꯐꯨꯅꯤꯊꯣꯏꯒꯤ ꯖꯨꯟꯒꯤ ꯑꯍꯥꯟꯕ ꯆꯌꯣꯜꯗ ꯖꯄꯥꯟꯅ‌ ꯃꯈꯣꯏꯒꯤ ꯗꯤꯐꯦꯟꯁꯀꯤ ꯄꯦꯔꯤꯃꯤꯇꯔ ꯁꯥꯡꯗꯣꯛꯅꯕ ꯍꯣꯠꯅꯕꯒꯤ ꯁꯔꯨꯛ ꯑꯃ ꯑꯣꯏꯅ ꯁꯦꯟꯇ꯭ꯔꯦꯜ ꯄꯦꯁꯤꯐꯤꯛꯇ ꯂꯩꯕ ꯑꯄꯤꯛꯄ‌ ꯑꯦꯇꯣꯜ ꯑꯃ ꯑꯣꯏꯔꯤꯕ ꯃꯤꯗꯋꯦꯌꯔ ꯑꯥꯏꯂꯦꯟꯗ ꯑꯁꯤ ꯂꯧꯁꯤꯟꯅꯕ ꯊꯧꯔꯥꯡ ꯇꯧꯈꯤ꯫ ꯖꯄꯥꯅꯤꯖꯁꯤꯡꯅ ꯃꯁꯤ ꯌꯨꯅꯥꯏꯇꯦꯗ ꯁ꯭ꯇꯦꯇꯁꯀꯤ ꯄꯦꯁꯤꯐꯤꯛ ꯐ꯭ꯂꯤꯠꯄꯨ ꯋꯥꯔꯦꯞ ꯂꯧꯕ ꯉꯝꯕ ꯂꯥꯟꯐꯝ ꯑꯃꯗ ꯂꯝꯖꯤꯡꯕꯒꯤ ꯈꯨꯗꯣꯡꯆꯥꯕ ꯑꯃ ꯑꯣꯏꯅ ꯎꯈꯤ꯫ ꯑꯗꯨꯕꯨ ꯖꯄꯥꯟꯒꯤ ꯅꯦꯚꯤꯒꯤ ꯀꯣꯗ ꯊꯨꯒꯥꯏꯔꯛꯄꯗꯒꯤ ꯑꯃꯦꯔꯤꯀꯥꯒꯤ ꯐꯣꯔꯁꯁꯤꯡꯅ ꯊꯧꯔꯥꯡ ꯑꯗꯨ ꯈꯪꯈꯤ ꯑꯃꯁꯨꯡ ꯑꯦꯇꯦꯛꯇ ꯑꯗꯨꯒꯤꯗꯃꯛ ꯁꯦꯝ ꯁꯥꯕ ꯉꯝꯈꯤ꯫ ꯂꯥꯟꯒꯤ ꯑꯍꯥꯟꯕ ꯅꯨꯃꯤꯠ ꯖꯨꯟ ꯃꯔꯤ ꯗꯥ ꯖꯄꯥꯅꯤꯖꯁꯤꯡꯅ ꯃꯤꯗꯋꯦꯌꯔꯗꯥ ꯂꯩꯕ ꯌꯨꯅꯥꯏꯇꯦꯗ ꯁ꯭ꯇꯦꯇꯁꯀꯤ ꯀꯤ ꯕꯦꯖꯗꯥ ꯑꯦꯌꯔ ꯑꯦꯇꯦꯛ ꯇꯧꯈꯤ꯫ ꯑꯗꯨꯝ ꯑꯣꯏꯅꯃꯛ ꯌꯨꯅꯥꯏꯇꯦꯗ ꯁ꯭ꯇꯦꯇꯁꯀꯤ ꯀꯦꯔꯤꯌꯔꯗ ꯌꯨꯝꯐꯝ ꯑꯣꯏꯕ ꯐꯥꯏꯇꯔ ꯄ꯭ꯂꯦꯟꯁꯤꯡꯅ ꯑꯦꯇꯦꯛꯇ ꯑꯁꯤ ꯂꯥꯛꯁꯤꯟꯕ ꯉꯝꯈꯤ ꯑꯃꯁꯨꯡ ꯖꯄꯥꯟꯒꯤ ꯐ꯭ꯂꯤꯠꯇꯥ ꯑꯆꯧꯕ ꯑꯃꯥꯡ ꯑꯇꯥ ꯊꯣꯛꯍꯟꯈꯤ, ꯃꯈꯣꯏꯒꯤ ꯀꯦꯔꯤꯌꯔ ꯑꯃꯕꯨ ꯏꯁꯤꯡꯗ ꯆꯦꯟꯊꯈꯤ꯫ ꯃꯗꯨꯒꯤ ꯃꯇꯨꯡꯗꯥ ꯌꯨꯅꯥꯏꯇꯦꯗ ꯁ꯭ꯇꯦꯇꯁꯀꯤ ꯅ ꯃꯁꯥꯒꯤ ꯑꯣꯏꯕ ꯑꯦꯌꯔ ꯔꯦꯏꯗꯁꯤꯡ ꯍꯧꯗꯣꯛꯈꯤ, ꯃꯗꯨꯗ ꯖꯄꯥꯟꯒꯤ ꯀꯦꯔꯤꯌꯔꯁꯤꯡꯗ ꯄꯥꯟꯗꯝ ꯊꯝꯈꯤ꯫ ꯇꯣꯉꯥꯟ ꯇꯣꯉꯥꯟꯕ ꯑꯦꯇꯦꯛꯇ ꯑꯍꯨꯝꯗ ꯌꯨꯅꯥꯏꯇꯦꯗ ꯁ꯭ꯇꯦꯇꯁꯀꯤ ꯗꯥꯏꯕ ꯕꯣꯝꯕꯔꯁꯤꯡꯅ ꯃꯐꯝ ꯑꯗꯨꯗ ꯂꯩꯔꯤꯕ ꯖꯄꯥꯅꯤꯖ ꯀꯦꯔꯤꯌꯔ ꯃꯔꯤꯒꯤ ꯃꯅꯨꯡꯗ ꯑꯍꯨꯝ ꯊꯨꯒꯥꯏꯕ ꯉꯝꯈꯤ - ꯀꯥꯒꯥ, ꯁꯣꯔꯌꯨ ꯑꯃꯁꯨꯡ ꯑꯀꯥꯒꯤ꯫ ꯃꯈꯣꯏꯒꯤ ꯑꯦꯌꯔ ꯄꯥꯋꯔ ꯑꯌꯥꯝꯕꯅ ꯃꯥꯡꯍꯟ ꯇꯥꯛꯍꯟꯈꯤꯕ, ꯑꯃꯁꯨꯡ ꯃꯈꯣꯏꯒꯤ ꯊꯧꯔꯥꯡꯁꯤꯡ ꯑꯗꯨ ꯁꯣꯛꯍꯜꯂꯕ ꯃꯇꯨꯡꯗ ꯖꯄꯥꯅꯤꯖꯁꯤꯡꯅ ꯂꯧꯊꯣꯛꯅꯕ ꯍꯣꯠꯅꯈꯤ꯫